ꯀꯁ꯭ꯇꯃꯔꯁꯤꯡꯗ ꯃꯈꯣꯏꯒꯤ ꯄꯔꯆꯦꯖꯁꯤꯡꯒꯤꯗꯃꯛꯇ ꯄꯣꯏꯟꯇꯁꯤꯡ ꯄꯤꯕ ꯀꯁ꯭ꯇꯃꯔ ꯂꯣꯏꯅꯕꯒꯤ ꯄ꯭ꯔꯣꯒ꯭ꯔꯥꯝ ꯑꯃ ꯗꯤꯖꯥꯏꯟ ꯇꯧꯕ꯫ ꯀꯁ꯭ꯇꯃꯔ ꯂꯣꯏꯅꯕꯒꯤ ꯄ꯭ꯔꯣꯒ꯭ꯔꯥꯝ ꯑꯁꯤ ꯀꯁ꯭ꯇꯃꯔꯁꯤꯡꯕꯨ ꯍꯟꯖꯤꯟ ꯍꯟꯖꯤꯟ ꯄꯣꯠ ꯌꯣꯟꯕ ꯑꯃꯁꯨꯡ ꯕ꯭ꯔꯥꯟꯗ ꯑꯃꯒ ꯑꯆꯦꯠꯄ ꯃꯔꯤ ꯑꯃ ꯁꯦꯝꯒꯠꯅꯕ ꯄꯨꯛꯅꯤꯡ ꯊꯧꯒꯠꯄꯒꯤ ꯏꯐꯦꯛꯇꯤꯚ ꯑꯣꯏꯕ ꯃꯑꯣꯡ ꯑꯃꯅꯤ꯫ ꯃꯈꯥꯗ ꯀꯁ꯭ꯇꯃꯔꯁꯤꯡꯗ ꯃꯈꯣꯏꯒꯤ ꯄꯔꯆꯦꯖꯁꯤꯡꯒꯤꯗꯃꯛꯇ ꯄꯣꯏꯟꯇꯁꯤꯡ ꯄꯤꯕ ꯄ꯭ꯔꯣꯒ꯭ꯔꯥꯝ ꯗꯤꯖꯥꯏꯟ ꯑꯃ ꯄꯤꯔꯤ: ꯁꯥꯏꯟ ꯑꯥꯞ: ꯀꯁ꯭ꯇꯃꯔꯁꯤꯡꯅ ꯃꯈꯣꯏꯒꯤ ꯀꯟꯇꯦꯛꯇ ꯏꯟꯐꯣꯔꯃꯦꯁꯟꯒ ꯂꯣꯏꯅꯅ ꯏꯆꯝ ꯆꯝꯕ ꯐꯣꯔꯝ ꯑꯃ ꯂꯣꯏꯁꯤꯟꯗꯨꯅ ꯂꯣꯏꯅꯕꯤ ꯄ꯭ꯔꯣꯒ꯭ꯔꯥꯝ ꯑꯗꯨꯗ ꯁꯥꯏꯟ ꯑꯥꯞ ꯇꯧꯕ ꯌꯥꯏ꯫ ꯃꯈꯣꯏꯅꯥ ꯁꯥꯏꯟ ꯑꯥꯞ ꯇꯧꯕ ꯃꯇꯝꯗ ꯈꯨꯗꯝ ꯑꯣꯏꯅꯥ ꯄꯣꯏꯟꯇ ꯆꯥꯝꯃꯒꯤ ꯇꯔꯥꯝꯅ ꯑꯣꯛꯄꯒꯤ ꯕꯣꯅꯁ ꯑꯃ ꯐꯪꯒꯅꯤ꯫ ꯄꯣꯏꯟꯇ ꯂꯧꯕ: ꯀꯁ꯭ꯇꯃꯔꯁꯤꯡꯅ ꯃꯈꯣꯏꯅ ꯇꯧꯕ ꯄꯣꯠꯂꯝ ꯈꯨꯗꯤꯡꯃꯛꯀꯤꯗꯃꯛ ꯄꯣꯏꯟꯇ ꯂꯧꯕ ꯌꯥꯏ꯫ ꯈꯨꯗꯝ ꯑꯣꯏꯅ, ꯆꯥꯗꯤꯡ ꯇꯧꯈꯤꯕ ꯗꯣꯜꯂꯔ ꯈꯨꯗꯤꯡꯃꯛꯀꯤ ꯑꯣꯏꯅ ꯃꯈꯣꯏꯅ ꯄꯣꯏꯟꯇ ꯑꯃ ꯐꯪꯒꯅꯤ꯫ ꯄꯣꯏꯟꯇꯁꯤꯡ ꯑꯁꯤ ꯏꯟ-ꯁ꯭ꯇꯣꯔ ꯑꯃꯁꯨꯡ ꯑꯣꯅꯂꯥꯏꯟ ꯑꯅꯤꯃꯛꯇ ꯐꯪꯒꯅꯤ꯫ ꯕꯣꯅꯁ ꯄꯣꯏꯟꯇꯁꯤꯡ: ꯀꯁ꯭ꯇꯃꯔꯁꯤꯡꯅ ꯍꯦꯟꯅ ꯄꯔꯆꯦꯖ ꯇꯧꯅꯕ ꯄꯨꯛꯅꯤꯡ ꯊꯧꯒꯠꯅꯕ, ꯄ꯭ꯔꯣꯒ꯭ꯔꯥꯝ ꯑꯁꯤꯅ ꯑꯀꯛꯅꯕ ꯑꯦꯛꯁꯟꯁꯤꯡꯒꯤꯗꯃꯛꯇ ꯕꯣꯅꯁ ꯄꯣꯏꯟꯇꯁꯤꯡ ꯄꯤꯕ ꯌꯥꯏ꯫ ꯈꯨꯗꯝ ꯑꯣꯏꯅ ꯀꯁ꯭ꯇꯃꯔꯁꯤꯡꯅ ꯑꯀꯛꯅꯕ ꯄꯣꯠꯊꯣꯛꯁꯤꯡ ꯂꯧꯕꯒꯤꯗꯃꯛ, ꯃꯈꯣꯏꯒꯤ ꯃꯄꯣꯛ ꯅꯨꯃꯤꯠꯀꯤ ꯊꯥꯗ ꯄꯣꯠ ꯂꯩꯕꯒꯤꯗꯃꯛ ꯅꯠꯇ꯭ꯔꯒ ꯃꯔꯨꯞꯁꯤꯡꯕꯨ ꯄ꯭ꯔꯣꯒ꯭ꯔꯥꯝ ꯑꯁꯤꯗ ꯔꯤꯐꯔ ꯇꯧꯕꯒꯤꯗꯃꯛ ꯗꯕꯜ ꯄꯣꯏꯟꯇ ꯐꯪꯂꯕ ꯌꯥꯏ꯫ ꯔꯤꯗꯤꯃꯤꯡ ꯄꯣꯏꯟꯇꯁꯤꯡ: ꯀꯁ꯭ꯇꯃꯔꯁꯤꯡꯅ ꯑꯀꯛꯅꯕ ꯊ꯭ꯔꯦꯁꯍꯣꯜꯗ ꯑꯃꯗ ꯌꯧꯔꯕ ꯃꯇꯨꯡꯗ ꯃꯈꯣꯏꯒꯤ ꯄꯣꯏꯟꯇꯁꯤꯡ ꯑꯗꯨ ꯃꯅ ꯐꯪꯅꯕꯒꯤꯗꯃꯛ ꯔꯤꯗꯤꯝ ꯇꯧꯕ ꯌꯥꯏ꯫ ꯃꯅꯥꯁꯤꯡꯒꯤ ꯃꯅꯨꯡꯗ ꯇꯨꯡꯗ ꯌꯣꯟꯕ ꯄꯣꯠꯂꯝꯁꯤꯡ, ꯐ꯭ꯔꯤ ꯑꯣꯏꯕ ꯄꯣꯠꯊꯣꯛꯁꯤꯡ, ꯅꯠꯇꯔꯒꯥ ꯑꯈꯟꯅꯕ ꯑꯦꯛꯁꯄꯔꯤꯌꯦꯟꯁꯁꯤꯡꯗ ꯗꯤꯁꯀꯥꯎꯟꯇꯁꯤꯡ ꯌꯥꯎꯕ ꯌꯥꯏ꯫ ꯃꯅꯥꯁꯤꯡ ꯑꯁꯤ ꯇꯌꯥꯔ ꯇꯧꯕꯥ ꯌꯥꯏ꯫ ꯍꯦꯟꯅ ꯃꯃꯜ ꯌꯥꯝꯂꯕ ꯃꯅꯥꯁꯤꯡ ꯑꯁꯤꯅ ꯔꯤꯗꯤꯝ ꯇꯧꯅꯕ ꯄꯣꯏꯟꯇ ꯍꯦꯟꯅ ꯃꯊꯧ ꯇꯥꯏ꯫ ꯇ꯭ꯔꯦꯀꯤꯡ ꯄꯣꯏꯟꯇꯁꯤꯡ: ꯀꯁ꯭ꯇꯃꯔꯁꯤꯡꯅ ꯃꯈꯣꯏꯒꯤ ꯄꯣꯏꯟꯇꯁꯤꯡ ꯑꯃꯁꯨꯡ ꯔꯤꯋꯥꯔꯗꯁꯤꯡ ꯑꯗꯨ ꯑꯣꯅꯂꯥꯏꯟ ꯑꯦꯀꯥꯎꯟꯇ ꯅꯠꯇ꯭ꯔꯒ ꯃꯣꯕꯥꯏꯜ ꯑꯦꯞ ꯑꯃꯒꯤ ꯈꯨꯠꯊꯥꯡꯗ ꯇ꯭ꯔꯦꯛ ꯇꯧꯕ ꯌꯥꯏ꯫ ꯄ꯭ꯔꯣꯒ꯭ꯔꯥꯝ ꯑꯁꯤꯅ ꯀꯁ꯭ꯇꯃꯔꯁꯤꯡꯗ ꯃꯈꯣꯏꯒꯤ ꯄꯣꯏꯟꯇ ꯕꯦꯂꯦꯟꯁ ꯑꯃꯁꯨꯡ ꯄ꯭ꯔꯣꯃꯣꯁꯟ ꯅꯠꯇ꯭ꯔꯒ ꯕꯣꯅꯁ ꯄꯣꯏꯟꯇꯀꯤ ꯈꯨꯗꯣꯡꯆꯕꯥ ꯑꯃꯍꯦꯛꯇꯒꯤ ꯃꯇꯥꯡꯗ ꯅꯤꯡꯁꯤꯡꯍꯟꯅꯕ ꯏꯃꯦꯜ ꯅꯠꯇ꯭ꯔꯒ ꯄꯨꯁ ꯅꯣꯇꯤꯐꯤꯀꯦꯁꯟꯒꯤ ꯈꯨꯠꯊꯥꯡꯗꯥ ꯆꯥꯡ ꯅꯥꯏꯅ ꯑꯄꯗꯦꯠꯁꯤꯡ ꯊꯥꯕ ꯌꯥꯏ꯫ ꯄꯔꯁꯣꯅꯦꯂꯥꯏꯖꯦꯁꯟ: ꯂꯣꯏꯅꯕꯒꯤ ꯄ꯭ꯔꯣꯒ꯭ꯔꯥꯝ ꯑꯁꯤꯅ ꯃꯦꯝꯕꯔ ꯈꯨꯗꯤꯡꯃꯛꯀꯤ ꯑꯦꯛꯁꯄꯔꯤꯌꯦꯟꯁ ꯑꯗꯨ ꯄꯔꯁꯣꯅꯦꯂꯥꯏꯖ ꯇꯧꯅꯕ ꯀꯁ꯭ꯇꯃꯔ ꯗꯦꯇꯥ ꯁꯤꯖꯤꯟꯅꯕ ꯌꯥꯏ꯫ ꯈꯨꯗꯝ ꯑꯣꯏꯅ, ꯄ꯭ꯔꯣꯒ꯭ꯔꯥꯝ ꯑꯁꯤꯅ ꯀꯁ꯭ꯇꯃꯔ ꯑꯃꯒꯤ ꯄꯔꯆꯦꯖ ꯍꯤꯁ꯭ꯇꯔꯤ ꯅꯠꯇ꯭ꯔꯒ ꯄꯔꯐꯦꯔꯦꯟꯁꯇ ꯌꯨꯝꯐꯝ ꯑꯣꯏꯗꯨꯅ ꯇꯥꯔꯒꯦꯠ ꯇꯧꯔꯕ ꯄ꯭ꯔꯣꯃꯣꯁꯟꯁꯤꯡ ꯑꯃꯁꯨꯡ ꯑꯣꯐꯔꯁꯤꯡ ꯊꯥꯕ ꯌꯥꯏ꯫ꯑꯄꯨꯟꯕ ꯑꯣꯏꯅ, ꯄ꯭ꯔꯣꯒ꯭ꯔꯥꯝ ꯗꯤꯖꯥꯏꯟ ꯑꯁꯤꯅ ꯀꯁ꯭ꯇꯃꯔꯁꯤꯡꯒꯤꯗꯃꯛꯇ ꯏꯆꯝ ꯆꯝꯕ, ꯑꯗꯨꯝ ꯑꯣꯏꯅꯃꯛ ꯃꯃꯜ ꯌꯥꯝꯂꯕ ꯃꯅꯥ-ꯃꯁꯤꯡꯒꯤ ꯁꯤꯁ꯭ꯇꯦꯝ ꯑꯃ ꯄꯤꯗꯨꯅ ꯄꯔꯆꯦꯖꯁꯤꯡꯗ ꯏꯟꯁꯦꯟꯇꯤꯕ ꯄꯤꯅꯕ ꯑꯃꯁꯨꯡ ꯀꯁ꯭ꯇꯃꯔ ꯂꯣꯏꯅꯕꯒꯤ ꯁꯦꯝꯒꯠꯅꯕ ꯄꯥꯟꯗꯝ ꯊꯝꯂꯤ꯫